ꯃꯁꯤ ꯀꯪꯂꯩꯄꯥꯛ (ꯃꯅꯤꯄꯨꯔ) ꯒꯤ ꯃꯤꯇꯩꯒꯤ ꯐꯨꯡꯒꯥꯋꯥꯔꯤ (ꯃꯩꯇꯩꯒꯤ ꯐꯨꯡꯒꯥꯋꯥꯔꯤ) ꯑꯃꯅꯤ꯫ ꯃꯇꯝ ꯑꯃꯗ ꯅꯨꯄꯥ ꯃꯆꯥ ꯑꯃ ꯂꯩꯔꯝꯃꯤ꯫ ꯃꯍꯥꯛ ꯅꯨꯄꯤ ꯃꯆꯥ ꯑꯅꯤꯒꯥ ꯅꯨꯡꯉꯥꯏꯅ ꯂꯨꯍꯣꯡꯈꯤ꯫ ꯃꯍꯥꯛ ꯌꯥꯝꯅ ꯃꯊꯧ ꯃꯁꯛ ꯈꯪꯕ ꯃꯄꯨꯔꯣꯏꯕ ꯑꯃ ꯑꯣꯏꯔꯝꯃꯤ ꯑꯃꯁꯨꯡ ꯃꯍꯥꯛꯀꯤ ꯂꯣꯏꯅꯕꯤ ꯑꯅꯤꯃꯛꯄꯨ ꯑꯐꯕ ꯃꯑꯣꯡꯗ ꯌꯦꯡꯁꯤꯟꯕꯤꯔꯝꯃꯤ꯫ ꯅꯨꯃꯤꯠ ꯑꯃꯗꯤ ꯃꯍꯥꯛꯅ ꯀꯩꯊꯦꯜꯗ ꯆꯠꯇꯨꯅ ꯄꯣꯠ-ꯆꯩ ꯈꯔ ꯂꯩꯕ ꯄꯥꯝꯈꯤ꯫ ꯑꯗꯨꯅ ꯃꯍꯥꯛꯅ ꯃꯍꯥꯛꯀꯤ ꯅꯨꯄꯤꯁꯤꯡꯕꯨ ꯀꯧꯔꯒ ꯃꯈꯣꯏꯅ ꯀꯩꯊꯦꯜꯗꯒꯤ ꯀꯔꯤ ꯂꯩꯔꯛꯎꯒꯦ ꯍꯥꯏꯅ ꯍꯪꯈꯤ꯫ ꯅꯨꯄꯤ ꯑꯃꯅ ꯍꯥꯏꯔꯝꯃꯤ, ꯀꯔꯤꯁꯨ ꯌꯥꯝꯅ ꯂꯩꯇꯦ ꯑꯩꯒꯤꯗꯤ ꯀꯩꯊꯦꯜꯗꯒꯤ ꯆꯟꯗꯣꯟ ꯈꯔ ꯂꯩꯕꯤꯌꯨ꯫ ꯑꯩꯅ ꯁꯤꯖꯤꯟꯅꯔꯤꯕ ꯑꯗꯨ ꯆꯥꯎꯔꯥꯛꯅ ꯂꯣꯏꯔꯦ꯫ ꯅꯨꯃꯤꯠ ꯈꯔꯅꯤꯒꯤ ꯃꯇꯨꯡꯗ ꯂꯨꯍꯣꯡꯕ ꯑꯃꯁꯨꯡ ꯁꯤꯕꯒꯤ ꯊꯧꯔꯝ ꯀꯌꯥ ꯑꯃ ꯂꯥꯛꯀꯅꯤ꯫ ꯁꯣꯏꯗꯅ ꯂꯩꯔꯛꯀꯅꯤ ꯑꯩꯒꯤ ꯅꯨꯡꯁꯤꯔꯕꯤ ꯍꯥꯏꯅ ꯃꯄꯨꯔꯣꯏꯕꯅ ꯄꯥꯎꯈꯨꯝ ꯄꯤꯔꯛꯏ꯫ ꯑꯗꯨꯒ ꯅꯪꯒꯤ ꯀꯔꯤ ꯍꯥꯏꯅꯤꯡꯉꯤ ꯑꯩꯒꯤ ꯅꯨꯡꯁꯤꯔꯕꯤ, ꯅꯍꯥꯛꯅ ꯀꯩꯊꯦꯜꯗꯒꯤ ꯀꯔꯤꯒꯨꯝꯕ ꯈꯔ ꯄꯥꯝꯕ꯭ꯔꯥ ꯍꯥꯏꯅ ꯃꯍꯥꯛꯀꯤ ꯑꯅꯤꯁꯨꯕ ꯅꯨꯄꯤꯗ ꯍꯪꯂꯛꯏ꯫ ꯑꯅꯤꯁꯨꯕ ꯅꯨꯄꯤꯅ ꯈꯟꯈꯤ ꯑꯗꯨꯒ ꯃꯗꯨꯒꯤ ꯃꯇꯨꯡꯗ ꯅꯤꯡꯁꯤꯡꯂꯛꯏ, ꯑꯩꯉꯣꯟꯗ ꯍꯛꯆꯥꯡꯒꯤ ꯄꯥꯎꯗꯔꯒꯤ ꯕꯣꯇꯜ ꯑꯃ ꯂꯩꯔꯛꯎ, ꯀꯨꯝꯍꯩ ꯂꯥꯛꯂꯦ꯫ ꯅꯨꯃꯤꯠ ꯈꯨꯗꯤꯡꯒꯤ ꯍꯦꯟꯅ ꯅꯨꯡꯉꯥꯏꯔꯛꯂꯤ꯫ ꯍꯣꯏ, ꯆꯟꯗꯣꯟ ꯑꯃꯁꯨꯡ ꯍꯛꯆꯥꯡ ꯄꯥꯎꯗꯔ ꯗꯨꯗꯅꯤ ꯍꯥꯏꯅ ꯍꯥꯏꯔꯒ ꯃꯍꯥꯛ ꯆꯠꯈꯤ꯫ ꯀꯩꯊꯦꯜ ꯑꯗꯨ ꯃꯤꯑꯣꯏ ꯀꯌꯥꯅ ꯊꯜꯂꯝꯃꯤ꯫ ꯎꯍꯩ, ꯉꯥ ꯃꯆꯤꯟꯖꯥꯛ ꯑꯃꯁꯨꯡ ꯃꯈꯜ ꯈꯨꯗꯤꯡꯃꯛꯀꯤ ꯄꯣꯠꯂꯝꯁꯤꯡ ꯌꯣꯜꯂꯝꯃꯤ꯫ ꯅꯨꯄꯤꯁꯤꯡꯒꯤ ꯄꯣꯠꯂꯝꯁꯤꯡ ꯑꯃꯁꯨꯡ ꯑꯀꯦꯠꯄꯣꯠꯁꯤꯡ ꯌꯣꯜꯂꯤꯕ ꯃꯥꯏꯀꯩꯗ ꯆꯠꯄ ꯍꯧꯈꯤ꯫ ꯈꯪꯍꯧꯗꯅ ꯃꯍꯥꯛꯅ ꯂꯝꯕꯤꯗ ꯆꯠꯂꯤꯕ ꯅꯍꯥ ꯑꯃ ꯎꯈꯤ꯫